ꯍꯧꯔꯛꯐꯝ ꯃꯔꯛꯇ ꯑꯃꯁꯨꯡ ꯂꯣꯏꯕ ꯅꯥꯏꯗꯕ ꯋꯥꯔꯤ ꯑꯃ ꯁꯦꯝꯃꯨ꯫ ꯃꯇꯝ ꯑꯃꯗ ꯌꯥꯝꯅ ꯂꯥꯞꯅ ꯂꯩꯕ ꯂꯝ ꯑꯃꯗ ꯃꯃꯥ-ꯃꯄꯥꯒ ꯂꯣꯢꯅꯅꯥ ꯑꯄꯤꯛꯄꯥ ꯀꯥ ꯑꯃꯗ ꯂꯩꯕꯥ ꯑꯦꯂꯤꯁ ꯀꯧꯕꯥ ꯅꯍꯥ ꯑꯣꯏꯔꯤꯕ ꯅꯨꯄꯤꯃꯆꯥ ꯑꯃ ꯂꯩꯔꯝꯃꯤ꯫ ꯑꯦꯂꯤꯁ ꯑꯁꯤ ꯋꯥꯈꯜ ꯈꯜꯂꯒ ꯂꯩꯕ ꯅꯨꯄꯤꯃꯆꯥ ꯑꯃꯅꯤ ꯃꯍꯥꯛꯀꯤ ꯌꯨꯝꯒꯤ ꯃꯇꯨꯡꯗ ꯂꯩꯕꯥ ꯎꯃꯪ ꯑꯃꯁꯨꯡ ꯎꯃꯪꯁꯤꯡ ꯌꯦꯡꯕꯗꯒꯤ ꯍꯦꯟꯅ ꯀꯔꯤꯁꯨ ꯄꯥꯝꯈꯤꯗꯦ ꯑꯃꯁꯨꯡ ꯃꯍꯥꯛꯅ ꯄꯨꯡ ꯀꯌꯥ ꯂꯦꯞꯂꯒ ꯂꯩ ꯑꯃꯁꯨꯡ ꯎꯄꯥꯜꯁꯤꯡꯒꯤ ꯃꯔꯛꯇ ꯁꯥꯟꯅꯔꯝꯃꯤ꯫ ꯅꯨꯃꯤꯠ ꯑꯃꯗ ꯎꯃꯪꯗ ꯆꯠꯂꯤꯉꯩꯗ ꯑꯦꯂꯤꯁꯅ ꯑꯉꯛꯄ ꯔꯦꯕꯤꯖ ꯑꯍꯣꯕ ꯑꯃ ꯊꯦꯡꯅꯈꯤ꯫ ꯃꯍꯥꯛꯅ ꯄꯥꯝꯖꯕ ꯑꯦꯗꯚꯦꯟꯆꯔ ꯅꯨꯄꯤꯃꯆꯥ ꯑꯃ ꯑꯣꯏꯕꯅ ꯃꯍꯥꯛ ꯃꯅꯨꯡꯗ ꯂꯥꯛꯈꯤ ꯑꯃꯁꯨꯡ ꯃꯍꯥꯛꯅ ꯈꯡꯗ꯭ꯔꯤꯕ ꯃꯍꯥꯛꯅ ꯃꯃꯥꯡꯗ ꯎꯈꯤꯗ꯭ꯔꯤꯕ ꯑꯉꯛꯄꯥ ꯃꯦꯖꯤꯀꯦꯜ ꯃꯥꯂꯦꯝ ꯑꯃꯗ ꯊꯨꯡꯂꯈꯤ꯫ ꯃꯥꯂꯦꯝ ꯑꯁꯤꯗ ꯑꯦꯂꯤꯁꯅ ꯃꯈꯜ ꯈꯨꯗꯤꯡꯃꯛꯀꯤ ꯑꯆꯝꯕ ꯑꯃꯁꯨꯡ ꯑꯉꯛꯄ ꯖꯤꯕꯁꯤꯡꯒꯥ ꯎꯅꯈꯤ ꯃꯈꯣꯢꯁꯤꯡ ꯑꯗꯨꯒꯤ ꯃꯅꯨꯡꯗ ꯆꯦꯁꯥꯔ ꯍꯦꯠ, ꯃꯦꯗ ꯍꯦꯇꯔ ꯑꯃꯁꯨꯡ ꯀꯨꯏꯟ ꯑꯣꯐ ꯍꯥꯔꯇꯁ ꯌꯥꯎꯔꯤ꯫ ꯑꯍꯥꯟꯕꯗ ꯃꯍꯥꯛ ꯌꯥꯝꯅ ꯉꯛꯈꯤ ꯑꯗꯨꯕꯨ ꯃꯍꯥꯛꯅ ꯑꯆꯝꯕꯥ ꯂꯝ ꯑꯁꯤꯒꯤ ꯃꯅꯨꯡꯗ ꯆꯠꯄꯥ ꯃꯇꯝꯗ ꯃꯍꯥꯛꯀꯤ ꯑꯀꯣꯢꯕꯗ ꯂꯩꯔꯤꯕ ꯄꯣꯠ ꯈꯨꯗꯤꯡꯃꯛꯇ ꯐꯖꯕ ꯑꯃꯁꯨꯡ ꯑꯉꯛꯄ ꯑꯗꯨ ꯎꯕ ꯍꯧꯔꯛꯈꯤ꯫ ꯂꯣꯏꯁꯤꯜꯂꯛꯄꯗ ꯑꯦꯂꯤꯁꯅ ꯌꯨꯝꯗ ꯍꯜꯂꯛꯄꯒꯤ ꯃꯇꯝ ꯑꯣꯏꯔꯦ ꯍꯥꯢꯅ ꯋꯥꯔꯦꯞ ꯂꯧꯈꯤ ꯑꯗꯨꯕꯨ ꯃꯍꯥꯛꯅ ꯔꯦꯕꯤꯖ ꯑꯍꯣꯕꯒꯤ ꯃꯅꯨꯡꯗ ꯃꯍꯥꯛꯀꯤ ꯊꯥꯖꯕ ꯌꯥꯗꯕ ꯈꯣꯡꯆꯠ ꯑꯗꯨ ꯀꯩꯗꯧꯉꯩꯗꯁꯨ ꯀꯥꯎꯔꯣꯏ꯫ ꯃꯥꯂꯦꯝ ꯑꯁꯤ ꯃꯦꯖꯤꯛ ꯑꯃꯁꯨꯡ ꯑꯉꯛꯄꯅ ꯊꯜꯂꯕ ꯃꯐꯝ ꯑꯃꯅꯤ ꯍꯥꯢꯕ ꯃꯍꯥꯛꯅ ꯈꯡꯂꯝꯏ ꯑꯃꯁꯨꯡ ꯃꯍꯥꯛꯅ ꯇꯧꯒꯗꯕ ꯊꯕꯛ ꯑꯗꯨꯗꯤ ꯃꯍꯥꯛꯀꯤ ꯃꯤꯠꯌꯦꯡ ꯍꯥꯡꯗꯣꯛꯄ ꯑꯃꯁꯨꯡ ꯃꯍꯥꯛꯀꯤ ꯋꯥꯈꯜ ꯑꯗꯨ ꯂꯝꯖꯤꯡꯕꯤꯕ ꯑꯗꯨꯅꯤ꯫ ꯃꯇꯝ ꯑꯗꯨꯗꯒꯤ ꯍꯧꯅ ꯃꯍꯥꯛꯀꯤ ꯄꯨꯟꯁꯤ ꯑꯗꯨ ꯑꯅꯧꯕ ꯋꯥꯈꯜꯂꯣꯟ ꯑꯃꯒ ꯂꯣꯢꯅꯅꯥ ꯍꯤꯡꯈꯤ ꯃꯇꯝ ꯄꯨꯝꯅꯃꯛꯇ ꯑꯆꯝꯕ ꯑꯗꯨꯗꯒꯤ ꯍꯦꯟꯅ ꯋꯥꯡꯕ ꯐꯖꯕ ꯑꯃꯁꯨꯡ ꯃꯤꯅꯨꯡꯁꯤ ꯑꯗꯨ ꯊꯤꯈꯤ꯫ ꯗꯦꯇꯥꯕꯦꯖ ꯗꯤꯖꯥꯏꯟꯒꯤ ꯃꯇꯥꯡꯗ ꯅꯣꯔꯃꯦꯂꯥꯏꯖꯦꯁꯟ ꯍꯥꯢꯕꯁꯤ ꯀꯔꯤꯅꯣ ꯍꯥꯢꯕꯗꯨ ꯁꯟꯗꯣꯛꯅ ꯇꯥꯛꯄꯤꯌꯨ꯫ ꯅꯣꯔꯃꯦꯂꯥꯏꯖꯦꯁꯟ ꯑꯁꯤ ꯗꯦꯇꯥ ꯔꯤꯗꯟꯗꯦꯟꯁꯤ ꯑꯃꯁꯨꯡ ꯗꯤꯄꯦꯟꯗꯦꯟꯁ ꯑꯁꯤ ꯇꯣꯉꯥꯟ ꯇꯣꯉꯥꯟꯕ ꯇꯦꯕꯜꯁꯤꯡꯗ ꯄꯨꯟꯁꯤꯟꯗꯨꯅ ꯗꯦꯇꯥ ꯔꯤꯗꯟꯗꯦꯟꯁꯤ ꯑꯃꯁꯨꯡ ꯗꯤꯄꯦꯟꯗꯦꯟꯁ ꯍꯟꯊꯍꯟꯅꯕ ꯗꯦꯇꯥꯕꯦꯖ ꯗꯤꯖꯥꯏꯟꯗ ꯁꯤꯖꯤꯟꯅꯕ ꯇꯦꯛꯅꯤꯛ ꯑꯃꯅꯤ꯫ ꯃꯁꯤꯒꯤ ꯊꯧꯑꯣꯡ ꯑꯁꯤꯅ ꯑꯆꯧꯕꯥ ꯇꯦꯕꯜꯁꯤꯡ ꯑꯁꯤ ꯃꯈꯣꯢꯒꯤ ꯂꯣꯖꯤꯀꯦꯜ ꯑꯣꯏꯕ ꯃꯔꯤꯁꯤꯡꯗ ꯌꯨꯝꯐꯝ ꯑꯣꯏꯔꯒ ꯑꯄꯤꯛꯄ ꯍꯦꯟꯅ ꯃꯦꯅꯦꯖ ꯇꯧꯕꯥ ꯌꯥꯕ ꯇꯦꯕꯜꯁꯤꯡꯗ ꯈꯥꯢꯗꯣꯛꯄ ꯑꯃꯁꯨꯡ ꯀꯤ ꯁꯤꯡ ꯁꯤꯖꯤꯟꯅꯗꯨꯅ ꯃꯈꯣꯢꯒꯤ ꯃꯔꯛꯇ ꯃꯔꯤ ꯊꯝꯕ ꯌꯥꯎꯏ꯫ ꯅꯣꯔꯃꯦꯂꯥꯏꯖꯦꯁꯟꯒꯤ ꯄꯥꯟꯗꯝꯗꯤ ꯗꯦꯇꯥ ꯑꯦꯅꯣꯃꯦꯂꯤꯖꯝꯁꯤꯡ ꯃꯨꯠꯊꯠꯄꯅꯤ ꯃꯐꯝ ꯑꯗꯨꯗ ꯗꯦꯇꯥ ꯑꯃꯗ ꯑꯍꯣꯡꯕ ꯂꯥꯛꯄꯅ ꯃꯔꯝ ꯑꯣꯏꯗꯨꯅ ꯑꯇꯣꯞꯄ ꯗꯦꯇꯥꯁꯤꯡꯗ ꯈꯦꯠꯅꯕ ꯑꯃꯁꯨꯡ ꯑꯁꯣꯏꯕ ꯊꯣꯛꯍꯜꯂꯤ꯫ ꯗꯦꯇꯥ ꯑꯁꯤ ꯑꯄꯤꯛꯄ ꯑꯃꯁꯨꯡ ꯍꯦꯟꯅ ꯃꯤꯠꯌꯦꯡ ꯆꯪꯕ ꯇꯦꯕꯜꯁꯤꯡꯗ ꯈꯥꯢꯗꯣꯛꯇꯨꯅ ꯅꯣꯔꯃꯦꯂꯥꯏꯖꯦꯁꯟꯅ ꯗꯦꯇꯥ ꯏꯟꯇꯤꯒ꯭ꯔꯤꯇꯤ ꯉꯥꯛꯇꯨꯅ ꯊꯝꯕꯗ ꯑꯃꯁꯨꯡ ꯑꯄꯨꯟꯕ ꯗꯦꯇꯥꯕꯦꯖ ꯏꯐꯤꯁꯤꯑꯦꯟꯁꯤ ꯐꯒꯠꯍꯟꯕꯗ ꯃꯇꯦꯡ ꯄꯥꯡꯏ꯫ ꯅꯣꯔꯃꯦꯂꯥꯏꯖꯦꯁꯟ ꯑꯁꯤ ꯃꯍꯧꯁꯥꯅ ꯁ꯭ꯇꯦꯟꯗꯔꯗ ꯔꯨꯜ ꯅꯠꯇ꯭ꯔꯒ ꯅꯣꯔꯃꯦꯜ ꯃꯑꯣꯡ ꯁꯤꯡꯒꯤ ꯁꯤꯔꯤꯖ ꯑꯃꯒꯤ ꯈꯨꯠꯊꯥꯡꯗ ꯄꯥꯡꯊꯣꯛꯏ ꯃꯈꯣꯢ ꯈꯨꯗꯤꯡꯃꯛꯅ ꯔꯤꯗꯟꯗꯦꯟꯁꯤ ꯍꯟꯊꯍꯟꯕ ꯅꯠꯇ꯭ꯔꯒ ꯗꯦꯇꯥ ꯑꯦꯅꯣꯃꯦꯂꯤꯖꯝꯁꯤꯡ ꯂꯧꯊꯣꯛꯅꯕꯒꯤ ꯑꯀꯛꯅꯕ ꯄꯥꯟꯗꯝ ꯑꯃꯥ ꯂꯩ꯫ ꯀꯃꯟ ꯑꯣꯏꯕ ꯅꯣꯔꯃꯦꯜ ꯃꯑꯣꯡ ꯈꯔꯗꯤ ꯑꯍꯥꯟꯕ ꯅꯣꯔꯃꯦꯜ ꯃꯑꯣꯡ ꯑꯅꯤꯁꯨꯕ ꯅꯣꯔꯃꯦꯜ ꯃꯑꯣꯡ ꯑꯃꯁꯨꯡ ꯑꯍꯨꯝꯁꯨꯕ ꯅꯣꯔꯃꯦꯜ ꯃꯑꯣꯡ ꯌꯥꯎꯏ ꯑꯗꯨꯕꯨ ꯅꯣꯔꯃꯦꯂꯥꯏꯖꯦꯁꯟꯒꯤ ꯆꯥꯡꯁꯨ ꯍꯦꯟꯅ ꯋꯥꯡꯏ꯫ ꯑꯄꯨꯟꯕ ꯑꯣꯏꯅ ꯅꯣꯔꯃꯦꯂꯥꯏꯖꯦꯁꯟ ꯑꯁꯤ ꯗꯦꯇꯥꯕꯦꯖ ꯗꯤꯖꯥꯏꯟꯗ ꯃꯔꯨꯑꯣꯏꯕ ꯊꯧꯑꯣꯡ ꯑꯃꯅꯤ ꯃꯁꯤꯅ ꯗꯦꯇꯥ ꯀꯟꯁꯤꯁꯇꯦꯟꯁꯤ ꯁꯣꯢꯗꯅ ꯂꯩꯍꯟꯕꯗ ꯔꯤꯗꯟꯗꯦꯟꯁꯤ ꯍꯟꯊꯍꯟꯕꯗ ꯑꯃꯁꯨꯡ ꯗꯦꯇꯥꯕꯦꯖꯒꯤ ꯄꯔꯐꯣꯃꯦꯟꯁ ꯑꯣꯞꯇꯤꯃꯥꯏꯖ ꯇꯧꯕꯗ ꯃꯇꯦꯡ ꯄꯥꯡꯏ꯫